ꯃꯦꯊꯗ ꯁꯤꯖꯤꯟꯅꯗꯨꯅ ꯃꯊꯪꯒꯤ ꯅꯨꯃꯤꯠ ꯑꯅꯤꯒꯤ ꯄ꯭ꯂꯥꯟ ꯑꯃꯥ ꯁꯦꯝꯃꯨ꯫ ꯃꯈꯥꯗꯥ (ꯑꯀꯛꯅꯕꯥ, ꯃꯥꯄꯜ, ꯑꯦꯆꯤꯚ ꯇꯧꯕꯥ ꯌꯥꯕꯥ, ꯃꯔꯤ ꯂꯩꯅꯕꯥ, ꯑꯃꯁꯨꯡ ꯃꯇꯝꯗ ꯌꯨꯝꯐꯝ ꯑꯣꯏꯕꯥ) ꯃꯦꯊꯗ ꯁꯤꯖꯤꯟꯅꯗꯨꯅꯥ ꯁꯦꯝꯕꯥ ꯅꯨꯃꯤꯠ ꯇꯨꯒꯤ ꯄ꯭ꯂꯥꯟ ꯑꯃꯥ ꯄꯤꯔꯤ: ꯅꯨꯃꯤꯠ ꯋꯥꯟ: ꯅꯤꯡꯊꯧꯀꯥꯕꯥ: ꯀꯥꯔꯗꯤꯑꯣ ꯑꯦꯛꯁꯔꯁꯥꯏꯖꯒꯤ ꯃꯤꯅꯤꯠ ꯊ꯭ꯔꯇꯤꯒꯤ ꯁꯦꯁꯟ ꯑꯃꯗꯒꯤ ꯍꯧꯗꯨꯅꯥ ꯋꯥꯔꯛꯑꯥꯎꯠ ꯔꯨꯇꯤꯟ ꯑꯃꯥ ꯍꯧꯒꯗꯕꯅꯤ (ꯑꯦꯛꯁ. ꯂꯝꯕꯤꯕꯥ, ꯁꯥꯏꯀꯜ ꯊꯧꯕꯥ, ꯂꯝꯍꯥꯡꯗꯥ ꯈꯣꯉ ꯍꯥꯃꯗꯕꯥ) ꯊꯕꯛ ꯇꯧꯗ꯭ꯔꯤꯉꯩꯒꯤ ꯃꯃꯥꯡꯗꯥ ꯑꯌꯨꯛꯇꯥ꯫ (ꯑꯀꯛꯅꯕꯥ, ꯃꯥꯄꯜ) ꯉꯔꯥꯡ: ꯄꯣꯠꯊꯣꯛ ꯍꯦꯟꯒꯠꯍꯟꯅꯕꯥ ꯑꯃꯁꯨꯡ ꯋꯥꯈꯜ ꯋꯥꯕꯥ ꯍꯟꯊꯍꯟꯅꯕꯥ ꯅꯍꯥꯛꯀꯤ ꯋꯥꯔꯛ ꯗꯦꯁꯛ ꯑꯃꯁꯨꯡ ꯐꯥꯏꯂꯁꯤꯡ ꯑꯣꯔꯒꯅꯥꯏꯖ ꯇꯧꯕꯤꯌꯨ꯫ ꯅꯨꯃꯤꯗꯥꯡꯒꯤ ꯃꯇꯝꯒꯤ ꯃꯃꯥꯡꯗꯥ ꯊꯕꯛ ꯑꯁꯤ ꯃꯄꯨꯡ ꯐꯥꯍꯟꯅꯕꯥ ꯄꯥꯟꯗꯝ ꯑꯃꯥ ꯊꯝꯃꯨ꯫ (ꯑꯀꯛꯅꯕꯥ, ꯃꯥꯄꯜ, ꯑꯦꯆꯤꯕ ꯇꯧꯕꯥ ꯌꯥꯕꯥ) ꯕꯨꯙꯕꯥꯏ: ꯇꯦꯛꯅꯣꯂꯣꯖꯤꯗꯒꯤ ꯕ꯭ꯔꯦꯛ ꯑꯃꯥ ꯂꯧꯗꯨꯅꯥ ꯃꯍꯧꯁꯥꯗꯥ ꯄꯨꯡ ꯑꯃ ꯂꯦꯞꯄꯥ, ꯈꯣꯡꯅꯥ ꯆꯠꯄꯥ ꯅꯠꯇꯔꯒꯥ ꯍꯥꯏꯀꯤꯡ ꯇꯧꯕꯥ ꯅꯠꯇꯔꯒꯥ ꯄꯥꯔꯛ ꯑꯃꯗꯥ ꯁꯨꯞꯅꯇꯒꯤ ꯐꯝꯗꯨꯅꯥ ꯂꯩꯕꯥ꯫ (ꯑꯀꯛꯅꯕꯥ, ꯃꯥꯄꯜꯒꯤ ꯑꯣꯏꯕꯥ, ꯃꯔꯤ ꯂꯩꯅꯕꯥ) ꯊꯪꯅꯕꯥ ꯅꯨꯃꯤꯠ: ꯍꯞꯇꯥ ꯑꯃꯒꯤ ꯑꯣꯏꯅꯥ ꯍꯛꯆꯥꯡ ꯐꯅꯥ ꯂꯩꯅꯕꯥ ꯆꯥꯅꯕꯥ ꯊꯧꯔꯥꯡ ꯑꯃꯥ ꯁꯦꯝꯃꯨ ꯑꯃꯁꯨꯡ ꯒ꯭ꯔꯣꯁꯔꯤ ꯁꯣꯄꯤꯡꯒꯤꯗꯃꯛ ꯃꯇꯝ ꯂꯦꯞꯀꯅꯨ꯫ ꯅꯍꯥꯛꯀꯤ ꯆꯥꯅꯕꯥ ꯆꯤꯟꯖꯥꯛꯇꯥ ꯌꯥꯝꯗ꯭ꯔꯕꯗꯥ ꯇꯣꯉꯥꯟ-ꯇꯣꯉꯥꯟꯕꯥ ꯃꯅꯥ-ꯃꯁꯤꯡ ꯑꯃꯁꯨꯡ ꯎꯍꯩ-ꯋꯥꯍꯩ ꯐꯥꯏꯚ ꯌꯥꯎꯍꯟꯅꯕꯥ ꯄꯥꯟꯗꯝ ꯊꯝꯃꯨ꯫ (ꯑꯀꯛꯅꯕꯥ, ꯃꯥꯄꯜ, ꯑꯦꯆꯤꯕ ꯇꯧꯕꯥ ꯌꯥꯕꯥ) ꯁꯨꯛꯀꯔꯕꯥꯔꯤ: ꯃꯁꯥꯅꯥ ꯃꯁꯥꯕꯨ ꯌꯦꯡꯁꯤꯟꯕꯤꯅꯕꯥ ꯃꯇꯝ ꯈꯔꯥ ꯂꯧꯗꯨꯅꯥ ꯅꯨꯃꯤꯠ ꯑꯗꯨ ꯂꯣꯏꯁꯤꯟꯕꯤꯌꯨ꯫ ꯔꯤꯂꯥꯛꯁꯦꯁꯟ ꯑꯦꯛꯇꯤꯚꯤꯇꯤ ꯑꯃꯒꯤꯗꯃꯛꯇꯥ ꯃꯤꯅꯠ ꯊ꯭ꯔꯇꯤ ꯊꯝꯖꯤꯜꯂꯨ, ꯍꯥꯏꯕꯗꯤ ꯄꯥꯕꯥ ꯅꯠꯇꯔꯒꯥ ꯂꯨ-ꯅꯥꯟꯕꯥ꯫ (ꯑꯀꯛꯅꯕꯥ, ꯃꯥꯄꯜ, ꯃꯔꯤ ꯂꯩꯅꯕꯥ) ꯅꯨꯃꯤꯠ ꯍꯨꯝꯅꯤꯒꯤ ꯃꯅꯨꯡꯗꯥ: ꯅꯨꯡꯉꯥꯏꯕꯥ ꯑꯥꯎꯠꯔꯤꯡ ꯅꯠꯇꯔꯒꯥ ꯑꯦꯛꯇꯤꯚꯤꯇꯤ ꯑꯃꯥ ꯊꯧꯔꯥꯡ ꯇꯧꯗꯨꯅꯥ ꯏꯃꯨꯡ-ꯃꯅꯨꯡ ꯅꯠꯇꯔꯒꯥ ꯃꯔꯨꯞ-ꯃꯄꯥꯡꯁꯤꯡꯒꯥ ꯂꯣꯏꯅꯅ ꯃꯒꯨꯟ ꯂꯩꯕꯥ ꯃꯇꯝ ꯈꯔꯥ ꯂꯦꯟꯕꯥ꯫ ꯅꯤꯡꯊꯧꯀꯥꯕꯥ ꯅꯨꯃꯤꯠ: ꯀꯥꯔꯗꯤꯑꯣ ꯁꯦꯁꯟ ꯑꯗꯨ ꯃꯤꯅꯤꯠ ꯅꯤꯐꯨ ꯃꯉꯥꯗꯥ ꯍꯦꯟꯒꯠꯍꯟꯗꯨꯅꯥ ꯋꯥꯔꯛꯑꯥꯎꯠ ꯔꯨꯇꯤꯟ ꯑꯗꯨ ꯃꯈꯥ ꯆꯠꯊꯕꯤꯌꯨ꯫ (ꯑꯀꯛꯅꯕꯥ, ꯃꯥꯄꯜ, ꯑꯦꯆꯤꯕ ꯇꯧꯕꯥ ꯌꯥꯕꯥ) ꯉꯔꯥꯡ: ꯋꯥꯔꯛ ꯄ꯭ꯔꯣꯖꯦꯛꯇ ꯑꯃꯒꯤꯗꯃꯛ ꯑꯅꯧꯕꯥ ꯋꯥꯈꯜꯂꯣꯟꯁꯤꯡ ꯁꯦꯝꯒꯠꯅꯕꯥ ꯕ꯭ꯔꯦꯟꯁ꯭ꯇꯣꯔꯃꯤꯡ ꯁꯦꯁꯟ ꯑꯃꯒꯤꯗꯃꯛ ꯃꯤꯅꯤꯠ ꯀꯨꯟꯊ꯭ꯔꯥ ꯊꯝꯒꯗꯕꯅꯤ꯫ (ꯑꯀꯛꯅꯕꯥ, ꯃꯥꯄꯂꯒꯤ ꯑꯣꯏꯕꯥ, ꯃꯔꯤ ꯂꯩꯅꯕꯥ) ꯕꯨꯙꯕꯥꯏ: ꯍꯧꯈꯤꯕꯥ ꯅꯨꯃꯤꯠ ꯑꯗꯨꯒꯤ ꯃꯇꯥꯡꯗꯥ ꯋꯥꯈꯜ ꯇꯥꯍꯟꯗꯨꯅꯥ ꯖꯔꯅꯦꯜ ꯑꯦꯟꯇꯔꯤ ꯑꯃꯥ ꯏꯕꯤꯌꯨ, ꯃꯁꯤꯗꯥ ꯃꯥꯏ ꯄꯥꯛꯄꯥ ꯅꯠꯇꯔꯒꯥ ꯁꯤꯡꯅꯕꯥ ꯑꯃꯠꯇꯥ ꯅꯣꯠ ꯇꯧꯕꯤꯌꯨ꯫ (ꯑꯀꯛꯅꯕꯥ, ꯃꯥꯄꯜ) ꯊꯪꯅꯕꯥ ꯅꯨꯃꯤꯠ: ꯃꯇꯝ ꯈꯔꯒꯤ ꯑꯣꯏꯅꯥ ꯅꯍꯥꯛꯀꯤ ꯇꯧꯒꯗꯕꯥ ꯊꯕꯛꯁꯤꯡꯒꯤ ꯂꯤꯁꯇꯇꯥ ꯂꯩꯔꯝꯕꯥ ꯊꯕꯛ ꯑꯃꯥ ꯂꯣꯏꯁꯤꯟꯅꯕꯥ ꯄꯥꯟꯗꯝ ꯑꯃꯥ ꯊꯝꯃꯨ, ꯃꯗꯨꯗꯤ ꯗꯣꯛꯇꯔꯒꯤ ꯑꯦꯄꯣꯏꯟꯇꯃꯦꯟꯇ ꯂꯧꯕꯥ ꯅꯠꯇꯔꯒꯥ ꯅꯍꯥꯛꯀꯤ ꯀ꯭ꯂꯣꯖꯔ ꯑꯗꯨ ꯑꯣꯔꯒꯥꯅꯥꯏꯖ ꯇꯧꯕꯥ ꯑꯁꯤꯅꯆꯤꯡꯕꯥ꯫ (ꯑꯀꯛꯅꯕꯥ, ꯃꯥꯄꯜ, ꯑꯦꯆꯤꯚ ꯇꯧꯕꯥ ꯌꯥꯕꯥ) ꯁꯨꯛꯔꯕꯥꯔꯤ: ꯔꯨꯇꯤꯟꯗꯒꯤ ꯕ꯭ꯔꯦꯛ ꯑꯃꯥ ꯂꯧ ꯑꯃꯁꯨꯡ ꯑꯅꯧꯕꯥ ꯍꯣꯕꯤ ꯅꯠꯇꯔꯒꯥ ꯑꯦꯛꯇꯤꯚꯤꯇꯤ ꯑꯃꯥꯒꯨꯝꯕꯥ ꯑꯅꯧꯕꯥ ꯑꯃ ꯍꯣꯠꯅꯧ꯫ ꯑꯣꯄꯁꯟꯁꯤꯡ ꯔꯤꯁꯔꯆ ꯇꯧꯕꯤꯌꯨ ꯑꯃꯁꯨꯡ ꯅꯍꯥꯛꯀꯤ ꯏꯟꯇꯔꯦꯁꯠ ꯑꯃꯁꯨꯡ ꯁꯦꯗ꯭ꯌꯨꯜꯒꯥ ꯆꯨꯅꯕꯥ ꯑꯃꯥ ꯈꯜꯂꯨ꯫ (ꯑꯀꯛꯅꯕꯥ, ꯃꯥꯄꯜ, ꯑꯦꯆꯤꯚ ꯇꯧꯕꯥ ꯌꯥꯕꯥ) ꯅꯨꯃꯤꯠ ꯍꯨꯝꯅꯤꯒꯤ ꯃꯅꯨꯡꯗꯥ: ꯃꯇꯝ ꯈꯔꯥ ꯚꯣꯂꯨꯟꯇꯔꯤ ꯑꯣꯏꯅꯥ ꯅꯠꯇꯔꯒꯥ ꯀꯝꯌꯨꯅꯤꯇꯤꯗꯥ ꯑꯃꯨꯛ ꯍꯟꯅꯥ ꯄꯤꯕꯥ, ꯍꯥꯏꯕꯗꯤ ꯁꯃꯨꯗ꯭ꯔ ꯈꯣꯡꯕꯥꯜ ꯅꯠꯇꯔꯒꯥ ꯄꯥꯔꯛ ꯁꯦꯡꯗꯣꯛꯄꯗꯥ ꯁꯔꯨꯛ ꯌꯥꯕꯥ ꯅꯠꯇꯔꯒꯥ ꯃꯐꯝ ꯑꯗꯨꯒꯤ ꯆꯦꯔꯤꯇꯤ ꯑꯃꯗꯥ ꯗꯥꯟ ꯇꯧꯕꯥ ꯑꯁꯤꯅꯆꯤꯡꯕꯥ꯫ ꯅꯨꯃꯤꯠ ꯑꯅꯤꯒꯤ ꯄ꯭ꯂꯥꯟ ꯑꯁꯤꯅꯥ ꯑꯀꯛꯅꯕꯥ, ꯃꯥꯄꯜꯒꯤ ꯑꯣꯏꯕꯥ, ꯐꯪꯕꯥ ꯉꯝꯕꯥ, ꯃꯔꯤ ꯂꯩꯅꯕꯥ ꯑꯃꯁꯨꯡ ꯃꯇꯝꯗ ꯌꯨꯝꯐꯝ ꯑꯣꯏꯕꯥ ꯄꯥꯟꯗꯝꯁꯤꯡ ꯌꯥꯎꯔꯤ, ꯃꯁꯤꯅꯥ ꯅꯍꯥꯛꯄꯨ ꯂꯝꯕꯤꯗꯥ ꯂꯩꯕꯥ ꯑꯃꯁꯨꯡ ꯅꯍꯥꯛꯀꯤ ꯄꯔꯁꯣꯅꯦꯜ ꯑꯃꯁꯨꯡ ꯄ꯭ꯔꯣꯐꯦꯁꯅꯦꯜ ꯗꯤꯕꯦꯂꯞꯃꯦꯟꯇꯗꯥ ꯃꯔꯨ ꯑꯣꯏꯕꯥ ꯄꯤꯕꯥ ꯉꯝꯍꯜꯂꯤ꯫